ꯆꯥ ꯍꯥꯏꯕꯁꯤ ꯃꯥꯂꯦꯝ ꯄꯨꯝꯕꯗ ꯊꯛꯅꯔꯕ ꯃꯍꯤ ꯑꯃꯅꯤ꯫ ꯆꯥ ꯑꯁꯤ ꯃꯈꯜ ꯈꯔꯥ ꯂꯩ ꯑꯁꯪꯕ ꯆꯥ ꯑꯃꯁꯨꯡ ꯑꯉꯥꯡꯕ ꯆꯥ ꯍꯥꯏꯅ꯫ ꯑꯉꯥꯡꯕ ꯆꯥ ꯃꯈꯜ ꯑꯁꯤ ꯃꯤꯑꯣꯏꯕꯅ ꯌꯥꯝꯅ ꯉꯟꯅ ꯊꯛꯅꯕ ꯍꯧꯔꯛꯈꯤ ꯑꯍꯥꯟꯕ ꯑꯣꯏꯅ ꯊꯛꯄ ꯍꯧꯈꯤꯕ ꯂꯩꯄꯥꯛ ꯑꯁꯤ ꯆꯥꯏꯅꯅꯤ꯫ ꯀꯦꯐꯤꯟ ꯍꯥꯏꯕꯁꯤ ꯆꯥ ꯒꯤ ꯃꯔꯨ ꯑꯣꯏꯕ ꯃꯆꯟꯅꯤ꯫ ꯃꯁꯤꯅ ꯍꯛꯆꯥꯡ ꯇꯦꯛꯈꯠꯄꯗ ꯃꯇꯦꯟ ꯃꯇꯦꯡ ꯄꯥꯡꯏ꯫ ꯆꯥ ꯒꯤ ꯃꯅꯝ ꯃꯍꯥꯎ ꯍꯦꯟꯒꯠꯍꯟꯅꯕ ꯍꯥꯞꯄ ꯃꯆꯟ ꯈꯔ ꯁꯪꯒꯣꯝ ꯇꯦꯖꯄꯇ ꯃꯅꯥ ꯁꯤꯡ ꯂꯣꯡ ꯆꯝꯄ꯭ꯔꯥ ꯑꯁꯤꯅ ꯆꯤꯡꯕ꯫ ꯀꯁꯃꯤꯔꯒꯤ ꯃꯃꯤꯡ ꯆꯠꯄ ꯀꯥꯍꯋꯥ ꯍꯥꯏꯔꯤꯕ ꯆꯥ ꯑꯁꯤꯗ ꯃꯈꯜ ꯃꯈꯜꯒꯤ ꯃꯔꯨ ꯃꯔꯥꯡ ꯍꯥꯞꯄꯤ ꯑꯗꯨꯕꯨ ꯃꯁꯤꯗ ꯆꯥ ꯃꯅꯥꯗꯤ ꯍꯥꯞꯇꯦ꯫ ꯆꯥ ꯄꯥꯝꯕꯤ ꯑꯁꯤ ꯃꯥꯂꯦꯝ ꯄꯨꯝꯕꯗ ꯊꯛꯅꯕ ꯃꯍꯤ ꯑꯣꯢꯔꯤꯕ ꯆꯥ ꯑꯁꯤ ꯁꯨꯡꯅꯕ ꯊꯥꯟꯅꯔꯤꯕ ꯄꯥꯝꯕꯤ ꯑꯃꯅꯤ꯫ ꯆꯥ ꯄꯥꯝꯕꯤ ꯑꯁꯤ ꯁꯥꯏꯟꯇꯤꯁ ꯁꯤꯡꯅ ꯊꯤꯌꯥ ꯁꯥꯏꯅꯦꯟꯁꯤꯁ ꯑꯃꯁꯨꯡ ꯀꯦꯃꯤꯂꯤꯌꯥ ꯁꯥꯏꯅꯦꯟꯁꯤꯁ ꯍꯥꯏꯅ ꯈꯪꯅꯩ꯫ ꯄꯥꯝꯕꯤ ꯑꯁꯤꯒꯤ ꯃꯇꯣꯟ ꯑꯣꯏꯔꯤꯕ ꯃꯅꯥ ꯃꯈꯥ ꯊꯪꯕ ꯑꯔꯤꯕ ꯃꯅꯥ ꯑꯃꯗꯤ ꯃꯈꯣꯛ ꯁꯤꯖꯤꯟꯅꯗꯨꯅ ꯃꯈꯜ ꯃꯈꯜ ꯒꯤ ꯃꯒꯨꯟ ꯆꯦꯟꯕ ꯆꯥ ꯁꯦꯝꯃꯤ꯫ ꯆꯥ ꯗ ꯀꯦꯐꯤꯟ ꯍꯥꯏꯕ ꯄꯣꯠꯁꯛ ꯌꯥꯎꯏ꯫ ꯃꯁꯤꯅ ꯆꯥ ꯊꯛꯄꯗ ꯄꯥꯡꯒꯜ ꯇꯦꯛꯈꯠꯍꯜꯂꯤ꯫ ꯁꯥꯏꯟꯇꯤꯁ ꯁꯤꯡꯅ ꯃꯁꯤꯕꯨ ꯁ꯭ꯇꯤꯃꯨꯂꯦꯠ ꯍꯥꯏꯕ ꯀꯥꯡꯂꯨꯞꯇ ꯊꯝꯃꯤ꯫ ꯏꯟꯗꯤꯌꯥꯒꯤ ꯑꯁꯥꯝ ꯗ ꯆꯥ ꯄꯥꯝꯕꯤ ꯊꯥꯕꯒꯤ ꯆꯠꯅꯕꯤ ꯕ꯭ꯔꯤꯇꯤꯁ ꯄꯥꯟꯂꯤꯉꯩ ꯃꯇꯝꯗ ꯍꯧꯗꯣꯛꯂꯝꯃꯤ꯫ ꯗꯕꯜꯌꯨ ꯀꯥꯏꯁꯔꯅꯤ ꯃꯍꯥꯛ ꯑꯦꯀꯥꯗꯦꯃꯤ ꯑꯣꯐ ꯐꯥꯏꯟ ꯑꯥꯔꯠꯁꯀꯤ ꯄ꯭ꯔꯣꯐꯦꯁꯔꯅꯤ꯫ ꯃꯍꯥꯛ ꯃ꯭ꯌꯨꯖꯤꯌꯝ ꯑꯁꯤꯒꯤ ꯗꯤꯔꯦꯛꯇꯔ ꯑꯣꯏꯈꯤ ꯃꯗꯨ ꯃꯇꯨꯡꯗ ꯃꯃꯤꯡ ꯂꯩꯔꯕ ꯔꯤꯖꯛ꯭ꯁꯃ꯭ꯌꯨꯖꯤꯌꯝꯒꯤ ꯅꯦꯁ꯭ꯅꯦꯜ ꯒꯦꯜꯂꯤ ꯑꯣꯏꯈꯤ꯫ ꯃꯍꯥꯛ ꯑꯁꯤ ꯅꯦꯗꯔꯂꯦꯟ꯭ꯁꯀꯤ ꯑꯍꯥꯟꯕ ꯄꯣꯁ꯭ꯇꯦꯖ ꯁ꯭ꯇꯥꯝꯞꯁꯤꯡꯒꯤ ꯃꯑꯣꯡ ꯁꯦꯝꯕꯤꯕꯁꯨ ꯑꯣꯏꯈꯤ꯫ ꯂꯨꯍꯣꯡꯕ ꯑꯁꯤꯗꯒꯤ ꯃꯆꯥꯅꯨꯄꯤ ꯑꯅꯤ ꯑꯃꯁꯨꯡ ꯃꯆꯥꯅꯨꯄꯥ ꯑꯃ ꯄꯣꯛꯈꯤ꯫ ꯈ꯭ꯋꯥꯏꯗꯒꯤ ꯆꯥꯎꯕ ꯃꯆꯥꯅꯨꯄꯤ ꯗꯣꯛꯇꯔ ꯒꯤꯇꯔ ꯒꯤꯔꯇ꯭ꯔꯨꯏꯗꯥ ꯂꯨꯕꯔꯇꯥ ꯂꯣꯔꯦꯟꯠꯖ ꯑꯁꯤ ꯐꯤꯖꯤꯁꯤꯁꯠ ꯑꯃꯅꯤ꯫ ꯃꯍꯥꯛꯅ ꯌꯨꯅꯤꯚꯔꯁꯤꯇꯤ ꯑꯣꯐ ꯂꯥꯏꯗꯦꯟꯗ ꯀ꯭ꯔꯥꯏꯑꯣꯖꯦꯅꯤꯛ ꯂꯦꯕꯣꯔꯇꯣꯔꯤꯗ ꯗꯤꯔꯦꯛꯇꯔ ꯑꯣꯏꯔꯝꯕ ꯄ꯭ꯔꯣꯐꯦꯁꯔ ꯋꯥꯟꯗꯔ ꯖꯣꯍꯥꯅꯥꯁ ꯗꯦ ꯍꯥꯁ ꯂꯨꯍꯣꯡꯈꯤ꯫ ꯏꯪ ꯂꯤꯁꯤꯡ ꯑꯃ ꯆꯃꯥꯄꯟ ꯀꯨꯟ ꯅꯤꯄꯥꯟ ꯖꯅꯨꯋꯥꯔꯤꯗ ꯂꯣꯔꯦꯟꯠꯖ ꯌꯥꯝꯅ ꯁꯥꯊꯤꯅ ꯅꯥꯔꯛꯈꯤ, ꯑꯃꯁꯨꯡ ꯃꯗꯨꯒꯤ ꯃꯇꯨꯡꯗ ꯑꯊꯨꯕ ꯃꯇꯝꯗ ꯐꯦꯕ꯭ꯔꯨꯋꯥꯔꯤ ꯃꯔꯤꯗ ꯂꯩꯈꯤꯗꯦ꯫ ꯅꯦꯗꯔꯂꯦꯟꯁꯇ ꯃꯍꯥꯛꯄꯨ ꯏꯀꯥꯏꯈꯨꯝꯅꯕ ꯎꯠꯈꯤꯕ ꯑꯗꯨ ꯋꯦꯟ ꯋꯤꯂꯟ꯭ꯁ ꯔꯤꯆꯥꯔꯗꯁꯟꯅ ꯃꯍꯥꯛꯀꯤ ꯂꯣꯏꯁꯡꯒꯤ ꯃꯇꯥꯡꯗ ꯁꯟꯗꯣꯛꯅ ꯇꯥꯛꯄꯗꯒꯤ ꯃꯌꯦꯛ ꯁꯦꯡꯅ ꯎꯕ ꯐꯪꯉꯤ꯫